ꯔꯨꯜ ꯃꯉꯥ ꯂꯩꯕꯥ ꯁ꯭ꯇꯣꯛ ꯇ꯭ꯔꯦꯗꯤꯡ ꯁ꯭ꯇꯔꯥꯇꯦꯖꯤ ꯑꯃꯥ ꯗꯤꯖꯥꯏꯟ ꯇꯧ꯫ ꯇ꯭ꯔꯦꯗꯤꯡ ꯁ꯭ꯇꯔꯦꯇꯦꯖꯤ ꯍꯥꯏꯕꯁꯤ ꯑꯀꯛꯅꯕꯥ ꯁ꯭ꯇꯣꯛ ꯑꯃꯥ ꯀꯗꯥꯏꯗꯥ ꯌꯣꯟꯕꯥ ꯌꯥꯕꯒꯦ ꯍꯥꯏꯕꯗꯨ ꯇꯥꯛꯄꯥ ꯔꯨꯜꯁꯤꯡꯒꯤ ꯁꯦꯠ ꯑꯃꯅꯤ, ꯃꯁꯤꯒꯤ ꯀꯦꯁ ꯑꯁꯤꯗꯥ, ꯁ꯭ꯇꯣꯛ ꯃꯐꯝ ꯑꯁꯤꯗꯥ ꯔꯤꯇꯦꯟꯁꯤꯡ ꯃꯦꯛꯁꯤꯃꯥꯏꯖ ꯇꯧꯕꯗꯥ ꯑꯃꯁꯨꯡ ꯔꯤꯛꯁ ꯍꯟꯊꯍꯟꯕꯗꯥ ꯃꯇꯦꯡ ꯄꯥꯡꯕꯥ ꯌꯥꯕꯥ ꯔꯨꯜ ꯃꯉꯥꯒꯥ ꯂꯣꯏꯅꯅꯥ ꯏꯆꯝ ꯆꯝꯕꯥ ꯇ꯭ꯔꯦꯗꯤꯡ ꯁ꯭ꯇꯔꯦꯇꯦꯖꯤ ꯑꯃꯥ ꯄꯤꯔꯤ꯫ ꯁ꯭ꯇꯞ-ꯂꯣꯁ ꯑꯣꯔꯗꯔ ꯑꯃꯥ ꯁꯦꯠ ꯇꯧꯕꯥ: ꯃꯁꯤ ꯀꯔꯤꯒꯨꯝꯕꯥ ꯃꯃꯜ ꯑꯗꯨ ꯑꯀꯛꯅꯕꯥ ꯊꯥꯛ ꯑꯃꯒꯤ ꯃꯈꯥꯗꯥ ꯂꯩꯔꯕꯗꯤ ꯁ꯭ꯇꯣꯛ ꯌꯣꯟꯕꯥꯒꯤ ꯑꯣꯔꯗꯔ ꯑꯃꯅꯤ꯫ ꯃꯁꯤꯅꯥ ꯂꯣꯁ ꯂꯤꯃꯤꯠ ꯇꯧꯕꯗꯥ ꯃꯇꯦꯡ ꯄꯥꯡꯏ ꯑꯃꯁꯨꯡ ꯁ꯭ꯇꯣꯛ ꯑꯗꯨꯒꯤ ꯚꯦꯜꯂꯨ ꯍꯟꯊꯔꯛꯄꯥ ꯃꯇꯝꯗꯥ ꯀꯦꯄꯤꯇꯦꯜ ꯑꯗꯨ ꯉꯥꯛꯊꯣꯛꯏ꯫ ꯑꯄꯨꯟꯕꯥ ꯀꯩꯊꯦꯜꯒꯤ ꯈꯣꯡꯖꯦꯜ ꯌꯦꯡꯁꯤꯟꯕꯥ: ꯋꯥꯈꯜ ꯇꯥꯕꯥ ꯋꯥꯔꯦꯞ ꯂꯧꯅꯕꯒꯤꯗꯃꯛ ꯀꯩꯊꯦꯜ ꯒꯤ ꯑꯄꯨꯟꯕꯥ ꯈꯣꯡꯖꯦꯜ ꯑꯁꯤ ꯌꯦꯡꯁꯤꯟꯕꯥ ꯑꯁꯤ ꯌꯥꯝꯅꯥ ꯃꯔꯨꯑꯣꯏ꯫ ꯃꯨꯚꯤꯡ ꯑꯦꯚꯔꯦꯖ ꯁ꯭ꯇꯔꯦꯇꯦꯖꯤ ꯑꯃꯥ ꯁꯤꯖꯤꯟꯅꯗꯨꯅꯥ ꯁ꯭ꯇꯣꯛꯀꯤ ꯃꯃꯜ ꯑꯁꯤ ꯃꯁꯤꯒꯤ ꯃꯨꯚꯤꯡ ꯑꯦꯚꯔꯦꯖꯒꯤ ꯃꯊꯛꯇꯥ ꯀ꯭ꯔꯣꯁ ꯇꯧꯕꯥ ꯃꯇꯝꯗꯥ ꯕꯥꯏ ꯁꯤꯛꯅꯦꯜ ꯑꯃꯥ ꯁꯦꯝꯃꯤ, ꯑꯗꯨꯒꯥ ꯃꯃꯜ ꯑꯗꯨꯅꯥ ꯃꯁꯤꯒꯤ ꯃꯨꯚꯤꯡ ꯑꯦꯚꯔꯦꯖꯒꯤ ꯃꯈꯥꯗꯥ ꯀ꯭ꯔꯣꯁ ꯇꯧꯕꯥ ꯃꯇꯝꯗꯥ ꯁꯦꯜ ꯁꯤꯛꯅꯦꯜ ꯑꯃꯥ ꯊꯣꯛꯏ꯫ ꯃꯁꯤꯗꯥ ꯀꯝꯄꯦꯅꯤ ꯑꯁꯤꯒꯤ ꯁꯦꯜ-ꯊꯨꯝꯒꯤ ꯍꯛꯁꯦꯜ, ꯏꯟꯗꯁꯇ꯭ꯔꯤꯒꯤ ꯐꯤꯚꯝ ꯑꯃꯁꯨꯡ ꯃꯦꯅꯦꯖꯃꯦꯟꯇ ꯏꯐꯦꯛꯇꯤꯕꯅꯦꯁ, ꯑꯃꯁꯨꯡ ꯑꯇꯣꯞꯄꯥ ꯐꯦꯛꯇꯔꯁꯤꯡ ꯌꯦꯡꯁꯤꯟꯕꯥ ꯌꯥꯎꯔꯤ꯫ ꯀꯔꯤꯒꯨꯝꯕꯥ ꯁ꯭ꯇꯣꯛ ꯑꯗꯨ ꯑꯟꯗꯔꯚꯦꯂꯨ ꯇꯧꯕꯥ ꯎꯔꯕꯗꯤ ꯌꯣꯟꯕꯥ ꯑꯁꯤ ꯑꯐꯕꯥ ꯋꯥꯈꯜꯂꯣꯟ ꯑꯃꯥ ꯑꯣꯏꯕꯥ ꯌꯥꯏ, ꯑꯗꯨꯒꯥ ꯀꯔꯤꯒꯨꯝꯕꯥ ꯑꯣꯚꯔꯚꯦꯂꯨ ꯇꯧꯔꯕꯥ ꯎꯔꯕꯗꯤ ꯌꯣꯟꯕꯥ ꯑꯁꯤ ꯑꯃꯥꯡꯕ ꯋꯥꯈꯜꯂꯣꯟ ꯑꯃꯥ ꯑꯣꯏꯕꯥ ꯌꯥꯏ꯫ ꯑꯔꯣꯏꯕꯗꯥ, ꯄ꯭ꯔꯣꯐꯤꯠ ꯂꯧꯕꯒꯤ ꯊꯧꯔꯥꯡ ꯑꯃꯥ ꯂꯩꯕꯥ ꯑꯁꯤ ꯌꯥꯝꯅꯥ ꯃꯔꯨꯑꯣꯏ꯫ ꯃꯁꯤꯗꯥ ꯁ꯭ꯇꯣꯛꯇꯥ ꯌꯣꯟꯕꯥ ꯌꯥꯅꯕꯥ ꯄꯥꯟꯗꯝ ꯊꯝꯂꯤꯕꯥ ꯃꯃꯜ ꯑꯃꯥ ꯂꯦꯞꯊꯣꯛꯄꯥ, ꯅꯠꯇ꯭ꯔꯒꯥ ꯁ꯭ꯇꯣꯛ ꯑꯗꯨꯒꯤ ꯚꯦꯂꯨ ꯍꯦꯟꯒꯠꯂꯛꯄꯒꯥ ꯂꯣꯏꯅꯅꯥ ꯄ꯭ꯔꯣꯐꯤꯠꯁꯤꯡ ꯂꯣꯛ ꯇꯧꯅꯕꯥ ꯇ꯭ꯔꯦꯂꯤꯡ ꯁ꯭ꯇꯞ-ꯂꯣꯁ ꯑꯣꯔꯗꯔ ꯑꯃꯥ ꯁꯤꯖꯤꯟꯅꯕꯥ ꯌꯥꯎꯕꯥ ꯌꯥꯏ꯫ ꯄ꯭ꯔꯣꯐꯤꯠ ꯂꯧꯗꯨꯅꯥ ꯑꯗꯣꯝꯅꯥ ꯄꯣꯇꯦꯟꯁꯤꯌꯦꯜ ꯒꯦꯏꯟ ꯑꯃꯠꯇꯥ ꯃꯥꯡꯍꯟꯗꯅꯕꯥ ꯁꯣꯏꯗꯅꯥ ꯍꯣꯠꯅꯔꯤ꯫ ꯃꯁꯛ ꯊꯣꯛꯄꯥ ꯃꯍꯥꯎ ꯂꯩꯕꯥ ꯔꯦꯁꯤꯄꯤ ꯑꯃꯥ ꯁꯦꯝꯃꯨ꯫ ꯂꯣꯟ, ꯕ꯭ꯂꯦꯛ ꯄꯦꯄꯔ ꯑꯃꯁꯨꯡ ꯃꯐꯝ ꯑꯃꯗꯥ ꯊꯝꯖꯤꯜꯂꯨ꯫ ꯑꯆꯧꯕꯥ ꯐ꯭ꯔꯥꯏꯌꯤꯡꯄꯥꯟ ꯅꯠꯇ꯭ꯔꯒꯥ ꯋꯥꯛ ꯑꯃꯥ ꯃꯌꯥꯏ ꯑꯣꯏꯕꯥ ꯑꯁꯥꯕꯥ ꯏꯁꯤꯡꯗꯥ ꯌꯥꯟꯁꯤꯟꯅꯧ, ꯊꯥꯎ ꯇꯩꯁꯤꯜꯂꯨ ꯑꯃꯁꯨꯡ ꯃꯗꯨ ꯇꯛꯈꯥꯏꯔꯕꯥ ꯂꯐꯣꯏ ꯑꯗꯨ ꯁꯅꯥꯒꯤ ꯇꯛꯂꯕꯥ ꯃꯇꯨꯡꯗꯥ ꯊꯥꯛꯎ꯫ ꯂꯐꯣꯏ ꯑꯗꯨ ꯃꯄꯥꯟꯗꯥ ꯊꯝꯃꯨ꯫ ꯆꯞ ꯃꯥꯟꯅꯕꯥ ꯄꯦꯟ ꯑꯗꯨꯗꯥ, ꯆꯤꯟꯖꯥꯛꯀꯤ ꯑꯥꯏꯇꯦꯝ ꯑꯗꯨ ꯌꯥꯟꯁꯤꯟꯅꯧ ꯑꯃꯁꯨꯡ ꯆꯥꯎꯔꯥꯛꯅꯥ ꯃꯤꯅꯠ ꯃꯉꯥꯗꯒꯤ ꯇꯔꯦꯠ ꯐꯥꯎꯕꯥ ꯅꯠꯇ꯭ꯔꯒꯥ ꯃꯈꯣꯏꯗꯨ ꯃꯆꯨ ꯁꯪꯂꯕꯥ ꯐꯥꯎꯕꯥ ꯊꯝꯃꯨ꯫ ꯂꯥꯏꯠ ꯁꯣꯌ ꯁꯣꯁ, ꯔꯦꯗ ꯄꯦꯄꯔ ꯐ꯭ꯂꯦꯛꯁꯤꯡ ꯍꯥꯞꯆꯤꯜꯂꯨ ꯑꯃꯁꯨꯡ ꯃꯗꯨ ꯌꯥꯝꯅꯥ ꯊꯨꯅꯥ ꯌꯥꯟꯁꯤꯟꯅꯧ꯫ ꯑꯀꯪꯕꯥ ꯉꯥ, ꯕ꯭ꯔꯥꯎꯟ ꯇꯧꯔꯕꯥ ꯂꯐꯣꯏ ꯑꯃꯁꯨꯡ ꯑꯅꯧꯕꯥ ꯕꯦꯁꯤꯜꯒꯤ ꯃꯅꯥ-ꯃꯁꯤꯡ ꯍꯥꯞꯆꯤꯜꯂꯨ꯫